ꯌꯨꯖꯔ ꯑꯃꯒꯤ ꯄꯣꯠꯁꯛ ꯑꯃꯒꯤ ꯃꯇꯥꯡꯗꯥ ꯃꯣꯀꯤꯡ ꯖꯣꯛ ꯑꯃꯥ ꯖꯦꯅꯦꯔꯦꯠ ꯇꯧ꯫ ꯌꯨꯖꯔ: ꯑꯩꯒꯤ ꯖꯤꯝꯕꯣ ꯀꯧꯕ ꯁꯅꯥꯒꯤ ꯉꯥ ꯑꯃꯥ ꯂꯩ꯫ ꯋꯥ, ꯖꯤꯝꯕꯣ ꯀꯧꯕꯥ ꯁꯅꯥꯒꯤ ꯉꯥ ꯑꯃꯥ? ꯃꯈꯣꯏꯒꯤ ꯑꯁꯤꯒꯨꯝꯕꯥ ꯊꯣꯏꯗꯣꯛꯄ ꯅꯤꯡꯁꯤꯡꯅꯤꯡꯉꯥꯏ ꯑꯣꯏꯕ ꯋꯥꯐꯝ ꯑꯁꯤ ꯑꯐꯕ ꯑꯃꯅꯤ ꯃꯔꯝꯗꯤ ꯑꯩꯅ ꯊꯥꯖꯩ ꯃꯍꯥꯛ ꯇꯥꯕ ꯈꯨꯗꯤꯡꯗꯥ ꯃꯤꯡ ꯑꯗꯨꯅ ꯏꯀꯥꯏꯕꯥ ꯐꯥꯎꯏ꯫ ꯋꯦꯕ ꯗꯤꯚꯦꯂꯞꯃꯦꯟꯇ ꯁꯔꯚꯤꯁꯁꯤꯡ ꯄꯤꯔꯤꯕ ꯀꯝꯄꯅꯤ ꯑꯃꯒꯤꯗꯃꯛ ꯃꯇꯤꯛ ꯆꯥꯕ ꯇꯦꯒꯂꯥꯏꯟ ꯑꯃ ꯊꯤꯕꯤꯌꯨ꯫ ꯑꯅꯧꯕꯥ ꯋꯦꯕ ꯗꯤꯕꯦꯂꯞꯃꯦꯟꯠꯀꯤ ꯈꯨꯠꯊꯥꯡꯗ ꯑꯗꯣꯝꯒꯤ ꯑꯣꯟꯂꯥꯏꯟ ꯚꯤꯖꯟ ꯑꯗꯨ ꯄꯨꯟꯁꯤꯗ ꯄꯨꯔꯛꯄ꯫ ꯄꯤꯔꯤꯕ ꯋꯥꯍꯟꯊꯣꯛ ꯑꯁꯤꯒꯤꯗꯃꯛꯇ ꯃꯇꯤꯛ ꯆꯥꯕ ꯋꯥꯍꯩ ꯑꯃ ꯄꯤꯌꯨ꯫ ꯑꯀꯟꯕ ꯑꯦꯖꯤꯇꯦꯁꯟꯒꯤ ꯐꯤꯚꯝ ꯑꯃ꯫ ꯋꯥꯈꯜ ꯋꯥꯕ꯫ ꯑꯁꯤ ꯅꯍꯥꯛꯅ ꯑꯅꯥꯕ ꯁꯨꯇꯤ ꯂꯧꯔꯦ ꯍꯥꯏꯅ ꯅꯍꯥꯛꯀꯤ ꯕꯣꯏꯁ ꯏꯃꯦꯏꯜ ꯑꯃꯥ ꯀꯝꯄꯣꯖ ꯇꯧꯕꯤꯌꯨ꯫ ꯅꯨꯡꯁꯤꯖꯔꯕ ꯕꯣꯁꯀꯤ ꯃꯃꯤꯡ, ꯑꯩꯍꯥꯛꯅ ꯑꯗꯣꯝꯗ ꯈꯪꯍꯟꯅꯕ ꯏꯔꯤ ꯃꯗꯨꯗꯤ ꯅꯨꯡꯉꯥꯏꯇꯕ ꯋꯥꯐꯝ ꯑꯃꯅ ꯉꯁꯤ ꯑꯩꯍꯥꯛ ꯐꯤꯚꯝ ꯐꯠꯇꯦ ꯑꯃꯁꯨꯡ ꯑꯅꯥꯕ ꯁꯨꯇꯤ ꯂꯧꯕ ꯃꯊꯧ ꯇꯥꯒꯅꯤ꯫ ꯑꯩꯒꯤ ꯂꯩꯇꯕꯅ ꯊꯣꯛꯍꯟꯕ ꯌꯥꯕ ꯈꯨꯗꯣꯡꯆꯥꯗꯕ ꯑꯃꯠꯇ ꯑꯩꯅ ꯃꯥꯡꯖꯧꯅꯅ ꯍꯥꯏꯖꯔꯤ꯫ ꯑꯩꯍꯥꯛꯅ ꯊꯕꯛꯇꯒꯤ ꯂꯥꯞꯅ ꯂꯩꯔꯤꯉꯩꯗ ꯑꯩꯍꯥꯛꯀꯤ ꯊꯧꯗꯥꯡꯁꯤꯡ ꯁꯣꯏꯗꯅ ꯀꯣꯛꯍꯟꯅꯕ ꯇꯧꯕ ꯌꯥꯕ ꯀꯔꯤꯒꯨꯝꯕ ꯈꯔꯥ ꯂꯩꯔꯕꯗꯤ ꯑꯩꯉꯣꯟꯗꯥ ꯈꯪꯍꯟꯕꯤꯌꯨ꯫ ꯃꯔꯨꯑꯣꯏꯕ ꯋꯥꯐꯝ ꯑꯃꯍꯦꯛꯇꯒꯤ ꯃꯊꯛꯇ ꯂꯩꯅꯕꯒꯤꯗꯃꯛ ꯑꯩꯍꯥꯛꯅ ꯅꯨꯃꯤꯠ ꯈꯨꯗꯤꯡꯒꯤ ꯆꯦꯛ ꯏꯟ ꯁꯣꯏꯗꯅ ꯇꯧꯒꯅꯤ꯫ ꯑꯗꯣꯝꯒꯤ ꯂꯧꯁꯤꯡ ꯑꯗꯨꯒꯤꯗꯃꯛ ꯊꯥꯒꯠꯆꯔꯤ, ꯑꯃꯁꯨꯡ ꯑꯩꯍꯥꯛꯅ ꯑꯊꯨꯕ ꯃꯇꯝꯗ ꯑꯣꯐꯤꯁꯇ ꯑꯃꯨꯛ ꯍꯟꯅ ꯂꯥꯛꯀꯅꯤ ꯍꯥꯏꯅ ꯊꯥꯖꯩ꯫ ꯊꯃꯣꯏ ꯁꯦꯡꯅꯥ, ꯅꯍꯥꯛꯀꯤ ꯃꯤꯡ꯫ ꯃꯈꯥꯗ ꯄꯤꯔꯤꯕ ꯄ꯭ꯔꯣꯒ꯭ꯔꯥꯝ ꯑꯁꯤꯒꯤ ꯑꯥꯎꯠꯄꯨꯠ ꯑꯗꯨ ꯂꯥꯎꯊꯣꯛꯎ꯫ ꯐꯠꯇꯕꯥ ꯍꯥꯏꯕ ꯋꯥꯍꯩ ꯑꯁꯤꯒꯤ ꯑꯦꯟꯇꯣꯅꯤꯝ ꯄꯤꯕ꯫ ꯐꯠꯇꯕꯥ ꯍꯥꯏꯕ ꯋꯥꯍꯩ ꯑꯁꯤꯒꯤ ꯑꯦꯟꯇꯣꯅꯤꯝ ꯈꯔꯗꯤ ꯃꯈꯥꯗ ꯄꯤꯔꯤꯕꯁꯤꯡꯁꯤꯅꯤ: ꯑꯐꯕ, ꯒꯨꯟ ꯂꯩꯕ, ꯂꯝꯆꯠ-ꯁꯥꯖꯠ ꯂꯩꯕ, ꯑꯆꯨꯝꯕ, ꯃꯤꯅꯨꯡꯁꯤ ꯂꯩꯕ, ꯃꯤꯅꯨꯡꯁꯤ ꯂꯩꯕ ꯑꯃꯁꯨꯡ ꯂꯝꯆꯠ-ꯁꯥꯖꯠ ꯂꯩꯕ꯫ ꯑꯥꯔꯇꯋꯥꯔꯛꯀꯤ ꯁꯔꯨꯛ ꯑꯗꯨ ꯐꯣꯡꯗꯣꯛꯄꯤꯌꯨ꯫ ꯎꯃꯪꯗ ꯂꯩꯕ ꯀꯦꯕꯤꯟ ꯑꯃꯒꯤ ꯕ꯭ꯂꯦꯛ ꯑꯃꯁꯨꯡ ꯋ‌ꯥꯏꯠ ꯐꯣꯇꯣ꯫ ꯃꯁꯤ ꯑꯀꯟꯕ ꯎꯁꯤꯡꯅ ꯀꯨꯞꯁꯤꯜꯂꯕ ꯔꯨꯁ꯭ꯇꯤꯛ ꯀꯦꯕꯤꯟ ꯑꯃ ꯎꯠꯂꯤꯕ ꯃꯣꯅꯣꯀ꯭ꯔꯣꯃꯦꯇꯤꯛ ꯐꯣꯇꯣ ꯑꯃꯅꯤ꯫ ꯀꯦꯕꯤꯟ ꯑꯁꯤ ꯑꯔꯤꯕ ꯎꯒꯤ ꯁ꯭ꯇꯔꯛꯆꯔ ꯑꯃꯅꯤ, ꯃꯁꯤꯒꯤ ꯌꯨꯝꯊꯛ ꯑꯁꯤ ꯂꯦꯡꯗꯅ ꯂꯩ ꯑꯃꯁꯨꯡ ꯃꯃꯥꯡꯒꯤ ꯑꯄꯤꯛꯄ ꯄꯣꯔꯆꯔ ꯑꯃꯅꯤ꯫ ꯕ꯭ꯂꯦꯛ ꯑꯃꯁꯨꯡ ꯋꯥꯏꯠ ꯇꯣꯟꯁꯤꯡꯅ ꯏꯃꯦꯖ ꯑꯁꯤꯕꯨ ꯃꯇꯝ ꯅꯥꯏꯗ꯭ꯔꯕ ꯐꯤꯚꯝ ꯑꯃꯥ ꯄꯤꯔꯤ, ꯎꯁꯤꯡ ꯑꯃꯁꯨꯡ ꯀꯦꯕꯤꯟꯒꯤ ꯁꯦꯟꯗꯣꯡ ꯑꯃꯁꯨꯡ ꯂꯥꯏꯟꯁꯤꯡꯅ ꯊꯣꯏꯗꯣꯛ ꯍꯦꯟꯗꯣꯛꯄ ꯀꯟꯇꯔꯁ꯭ꯠ ꯑꯃꯥ ꯁꯦꯝꯃꯤ꯫ ꯑꯀꯣꯏꯕꯗ ꯂꯩꯔꯤꯕ ꯎꯁꯤꯡ ꯑꯁꯤꯅ ꯀꯦꯕꯤꯟ ꯑꯁꯤꯕꯨ ꯆꯥꯎꯔꯥꯛꯅ ꯌꯥꯎꯁꯤꯜꯂꯛꯄ ꯎꯕ ꯐꯪꯏ, ꯃꯁꯤꯅ ꯃꯤꯅꯝꯕ ꯑꯃꯁꯨꯡ ꯅꯨꯡꯉꯥꯏꯕꯒꯤ ꯋꯥꯈꯜꯂꯣꯟ ꯑꯃꯥ ꯄꯣꯛꯍꯜꯂꯤ꯫ ꯑꯄꯨꯟꯕ ꯑꯣꯏꯅ ꯐꯣꯇꯣ ꯑꯁꯤꯅ ꯁꯥꯟꯇꯤ ꯂꯩꯕ ꯔꯤꯠꯔꯤꯠ, ꯃꯍꯧꯁꯥꯒꯤ ꯐꯖꯕꯒꯤ ꯃꯔꯛꯇ ꯅꯨꯡꯉꯥꯏꯕ ꯑꯃꯁꯨꯡ ꯁꯣꯂꯤꯇ꯭ꯌꯨꯁꯟꯒꯤ ꯃꯐꯝ ꯑꯃꯥ ꯄꯤꯔꯤ꯫